ꯑꯥꯔꯇꯤꯐꯤꯁꯤꯑꯦꯜ ꯏꯟꯇꯤꯂꯤꯖꯦꯟꯁꯀꯤ ꯋꯥꯈꯜꯂꯣꯟ ꯑꯗꯨ ꯐꯣꯡꯗꯣꯛꯄ꯫ ꯑꯥꯔꯇꯤꯐꯤꯁꯤꯑꯦꯜ ꯏꯟꯇꯤꯂꯤꯖꯦꯟꯁ ꯑꯁꯤ ꯀꯝꯄꯤꯌꯨꯇꯔ ꯁꯥꯏꯟꯁꯀꯤ ꯁꯔꯨꯛ ꯑꯃꯅꯤ ꯃꯁꯤꯅ ꯅꯣꯔꯃꯦꯜ ꯑꯣꯏꯅ ꯃꯤꯑꯣꯏꯕꯒꯤ ꯏꯟꯇꯦꯂꯤꯖꯦꯟꯁ ꯃꯊꯧ ꯇꯥꯕ ꯊꯕꯛꯁꯤꯡ ꯍꯥꯏꯕꯗꯤ ꯚꯤꯖꯨꯑꯦꯜ ꯄꯔꯁꯦꯞꯁꯟ ꯁꯄꯤꯁ ꯔꯤꯀꯣꯛꯅꯤꯁꯟ ꯋꯥꯔꯦꯞ ꯂꯧꯕ ꯇꯝꯕ ꯑꯃꯁꯨꯡ ꯂꯣꯜ ꯍꯟꯗꯣꯛꯄ ꯑꯁꯤꯅꯆꯤꯡꯕ ꯄꯥꯡꯊꯣꯛꯄ ꯉꯝꯕ ꯀꯝꯄꯤꯌꯨꯇꯔ ꯁꯤꯁꯇꯦꯝꯁꯤꯡ ꯁꯦꯝꯒꯠꯄꯒꯤ ꯃꯇꯥꯡꯗ ꯋꯥꯔꯤ ꯁꯥꯔꯤ꯫ ꯑꯇꯣꯞꯄ ꯋꯥꯍꯟꯊꯣꯛ ꯑꯃꯗ ꯍꯥꯏꯔꯕꯗꯥ ꯑꯦ ꯑꯥꯏ ꯅꯥ ꯃꯦꯁꯤꯟ ꯑꯃꯅ ꯃꯤꯑꯣꯏꯕꯒꯤ ꯋꯥꯈꯜ ꯂꯧꯁꯤꯡ ꯅꯠꯇ꯭ꯔꯒ ꯂꯃꯆꯠ ꯁꯥꯖꯠꯁꯤꯡ ꯅꯝꯗꯨꯅ ꯅꯠꯇ꯭ꯔꯒ ꯅꯝꯗꯨꯅ ꯆꯠꯄ ꯉꯝꯕꯗꯨꯅꯤ꯫ ꯑꯦ ꯑꯥꯏ ꯒꯤ ꯁꯤꯁꯇꯦꯝꯁꯤꯡ ꯑꯁꯤ ꯃꯔꯨꯑꯣꯏꯕ ꯀꯥꯡꯂꯨꯞ ꯑꯅꯤꯗ ꯈꯥꯏꯗꯣꯛꯄ ꯌꯥꯏ ꯑꯄꯤꯛꯄ ꯅꯠꯇ꯭ꯔꯒ ꯌꯥꯝꯅ ꯂꯨꯕ ꯑꯦ ꯑꯥꯏ ꯑꯃꯁꯨꯡ ꯖꯦꯅꯦꯔꯦꯜ ꯅꯠꯇ꯭ꯔꯒ ꯑꯀꯟꯕ ꯑꯦ ꯑꯥꯏ ꯅꯦꯔꯣ ꯑꯦ ꯑꯥꯏ ꯅ ꯑꯀꯛꯅꯕ ꯊꯕꯛ ꯑꯃꯒꯤꯗꯃꯛ ꯁꯦꯝꯈꯤꯕꯅꯤ ꯑꯃꯁꯨꯡ ꯃꯁꯤꯒꯤ ꯇꯧꯕ ꯉꯝꯕꯁꯤꯡ ꯑꯁꯤ ꯌꯥꯝꯅ ꯅꯦꯝꯃꯤ ꯑꯗꯨꯒ ꯖꯦꯅꯦꯔꯦꯜ ꯑꯦ ꯑꯥꯏ ꯅꯥ ꯃꯤꯑꯣꯏꯕ ꯑꯃꯅ ꯇꯧꯕ ꯉꯝꯕ ꯋꯥꯈꯜꯒꯤ ꯊꯕꯛ ꯑꯃ ꯍꯦꯛꯇ ꯂꯧꯁꯤꯟꯕ ꯅꯠꯇ꯭ꯔꯒ ꯇꯝꯅꯕꯒꯤ ꯇꯧꯕ ꯉꯝꯕꯁꯤꯡ ꯂꯩ꯫ ꯑꯦ ꯑꯥꯏ ꯍꯥꯏꯔꯤꯕ ꯁꯤꯁꯇꯦꯝꯁꯤꯡ ꯑꯁꯤꯅ ꯃꯈꯣꯏꯒꯤ ꯑꯀꯣꯏꯕꯒꯤ ꯐꯤꯕꯝꯒ ꯂꯣꯏꯅꯅ ꯇꯝꯅꯕ ꯋꯥꯈꯜ ꯈꯟꯕ ꯈꯪꯅꯕ ꯑꯃꯁꯨꯡ ꯋꯥꯔꯤ ꯁꯥꯟꯅꯕ ꯉꯝꯅꯕ ꯑꯆꯧꯕ ꯃꯁꯤꯡꯒꯤ ꯗꯦꯇꯥ ꯄꯔꯣꯁꯦꯁ ꯇꯧꯅꯕ ꯑꯦꯜꯒꯣꯔꯤꯊꯝꯁꯤꯡ ꯁꯤꯖꯤꯟꯅꯩ꯫ ꯑꯦ ꯑꯥꯏ ꯅ ꯍꯦꯜꯀꯦꯌꯔ ꯐꯥꯏꯅꯥꯟꯁ ꯇ꯭ꯔꯥꯟꯁꯄꯣꯔꯇꯦꯁꯟ ꯑꯦꯟꯇꯔꯇꯦꯟꯃꯦꯟꯇ ꯑꯃꯁꯨꯡ ꯑꯦꯖꯨꯀꯦꯁꯟꯒꯨꯝꯕ ꯇꯣꯉꯥꯟ ꯇꯣꯉꯥꯟꯕ ꯂꯝꯁꯤꯡꯗ ꯑꯦꯄꯂꯤꯀꯦꯁꯟ ꯀꯌꯥ ꯑꯃ ꯂꯩꯔꯤ꯫ ꯑꯦ ꯑꯥꯏ ꯒꯤ ꯈ꯭ꯋꯥꯏꯗꯒꯤ ꯀꯃꯟ ꯑꯣꯏꯕ ꯁꯤꯖꯤꯟꯅꯐꯝ ꯈꯔꯗꯤ ꯚꯔꯆꯨꯑꯦꯜ ꯑꯦꯁꯤꯁꯇꯦꯟꯁꯤꯡ ꯃꯁꯥꯅ ꯊꯧꯕ ꯒꯥꯔꯤꯁꯤꯡ ꯋꯥ ꯉꯥꯡꯕ ꯈꯪꯕꯥ ꯑꯃꯁꯨꯡ ꯔꯤꯀꯃꯦꯟꯗꯦꯁꯟ ꯁꯤꯁꯇꯦꯝꯁꯤꯡ ꯑꯁꯤꯅꯤ꯫ ꯈꯪꯖꯤꯟꯒꯗꯕ ꯑꯃꯅ ꯑꯥꯔꯇꯤꯐꯤꯁꯤꯑꯦꯜ ꯏꯟꯇꯤꯂꯤꯖꯦꯟꯁ ꯑꯁꯤ ꯃꯤꯑꯣꯏꯕꯒꯤ ꯏꯟꯇꯦꯂꯤꯖꯦꯟꯁ ꯑꯃꯁꯨꯡ ꯂꯝꯆꯠ ꯁꯥꯖꯠ ꯌꯦꯡꯁꯤꯟꯅꯕ ꯁꯦꯝꯈꯤꯕ ꯌꯥꯝꯅ ꯊꯨꯅ ꯆꯥꯎꯈꯠꯂꯛꯂꯤꯕ ꯇꯦꯛꯅꯣꯂꯣꯖꯤ ꯑꯃꯅꯤ ꯃꯁꯤꯅ ꯂꯝ ꯀꯌꯥ ꯃꯥꯡꯂꯣꯝꯗ ꯄꯨꯈꯠꯅꯕ ꯑꯃꯁꯨꯡ ꯃꯑꯣꯡ ꯀꯌꯥꯗ ꯑꯩꯈꯣꯏꯒꯤ ꯄꯨꯟꯁꯤꯗ ꯑꯍꯣꯡꯕ ꯄꯨꯔꯛꯅꯕꯒꯤ ꯑꯆꯧꯕ ꯄꯣꯇꯦꯟꯁꯤꯌꯦꯜ ꯑꯃ ꯄꯤꯔꯤ꯫ ꯀꯝꯄꯤꯌꯨꯇꯔ ꯑꯃꯒꯤ ꯃꯑꯣꯡ ꯃꯇꯧ ꯑꯃ ꯇꯥꯛꯄ ꯋꯥꯍꯩ ꯑꯃ ꯁꯦꯝꯃꯨ꯫ ꯀꯝꯄꯤꯌꯨꯇꯔ ꯑꯃꯒꯤ ꯃꯁꯛ ꯑꯃꯗꯤ ꯃꯁꯤꯅ ꯗꯦꯇꯥꯒꯤ ꯑꯆꯧꯕ ꯃꯁꯤꯡ ꯌꯥꯝꯅ ꯊꯨꯅ ꯄꯔꯣꯁꯦꯁ ꯇꯧꯕ ꯉꯝ ꯇꯧꯕ ꯑꯃꯁꯨꯡ